ꯐꯦꯠ ꯌꯥꯝꯅꯥ ꯌꯥꯎꯕꯥ ꯁ꯭ꯅꯦꯛ ꯑꯃꯒꯤ ꯍꯛꯁꯦꯜ ꯐꯕꯥ ꯑꯜꯇꯔꯅꯦꯇꯤꯚ ꯑꯃꯥ ꯄꯤꯌꯨ꯫ ꯑꯥꯂꯨꯒꯤ ꯆꯦꯡ ꯅꯠꯇ꯭ꯔꯒꯥ ꯀꯨꯀꯤꯒꯨꯝꯕꯥ ꯐꯦꯠ ꯌꯥꯝꯅꯥ ꯌꯥꯎꯕꯥ ꯁ꯭ꯅꯦꯛ ꯑꯃꯥ ꯌꯧꯕꯒꯤ ꯃꯍꯨꯠꯇꯥ, ꯍꯝꯁ ꯅꯠꯇ꯭ꯔꯒꯥ ꯐꯦꯠ ꯅꯦꯝꯕꯥ ꯗꯤꯞ ꯑꯃꯒꯥ ꯂꯣꯏꯅꯅꯥ ꯑꯅꯧꯕꯥ ꯃꯅꯥ-ꯃꯁꯤꯡ ꯅꯠꯇ꯭ꯔꯒꯥ ꯚꯦꯖꯤꯇꯦꯕꯜ ꯁ꯭ꯇꯤꯛ ꯈꯔꯗꯥ ꯁ꯭ꯅꯦꯛ ꯇꯧꯅꯕꯥ ꯍꯣꯠꯅꯧ꯫ ꯑꯇꯣꯞꯄꯥ ꯍꯛꯁꯦꯜ ꯐꯕꯥ ꯑꯜꯇꯔꯅꯦꯇꯤꯚꯁꯤꯡꯒꯤ ꯃꯅꯨꯡꯗꯥ ꯅꯠꯇ꯭ꯔꯒꯤ ꯑꯄꯤꯛꯄꯥ ꯁꯔꯨꯛ ꯑꯃꯥ, ꯕꯦꯔꯤꯒꯥ ꯂꯣꯏꯅꯅꯥ ꯐꯦꯠ ꯅꯦꯝꯕꯥ ꯌꯣꯒꯔ ꯅꯠꯇ꯭ꯔꯒꯥ ꯐꯦꯠ ꯅꯦꯝꯕꯥ ꯆꯦꯡ ꯈꯔꯒꯥ ꯂꯣꯏꯅꯅꯥ ꯍꯣꯜ-ꯒ꯭ꯔꯦꯟ ꯀ꯭ꯔꯦꯀꯔ ꯑꯃꯥ ꯌꯥꯎꯕꯥ ꯌꯥꯏ꯫ ꯍꯥꯏꯔꯤꯕꯥ ꯑꯣꯞꯁꯟꯁꯤꯡ ꯑꯁꯤꯅꯥ ꯅꯍꯥꯛꯀꯤ ꯂꯝꯆꯠ-ꯁꯥꯖꯠ ꯑꯗꯨ ꯁꯦꯡꯍꯟꯕꯇꯥ ꯅꯠꯇꯅꯥ ꯅꯍꯥꯛꯄꯨ ꯃꯄꯨꯡ ꯐꯥꯅꯥ ꯑꯃꯁꯨꯡ ꯏꯅꯔꯖꯤ ꯂꯩꯍꯟꯅꯕꯥ ꯃꯔꯨꯑꯣꯏꯕꯥ ꯅ꯭ꯌꯨꯇ꯭ꯔꯤꯑꯦꯟꯇꯁꯤꯡ ꯑꯃꯁꯨꯡ ꯐꯤꯕꯔꯁꯤꯡꯁꯨ ꯄꯤꯒꯅꯤ꯫ ꯁꯁ꯭ꯇꯦꯅꯦꯕꯜ ꯄ꯭ꯔꯦꯛꯇꯤꯁꯁꯤꯡ ꯌꯥꯎꯕꯥ ꯈꯨꯗꯝ ꯑꯣꯏꯕꯥ ꯑꯣꯔꯒꯥꯅꯥꯏꯖꯦꯁꯟ ꯑꯃꯒꯤ ꯃꯁꯛ ꯇꯥꯛꯄꯥ ꯑꯃꯥ ꯏꯕꯤꯌꯨ꯫ ꯒ꯭ꯔꯤꯟ ꯁꯣꯂꯨꯁꯟ ꯏꯟꯀ ꯑꯁꯤ ꯃꯁꯤꯒꯤ ꯑꯣꯄꯔꯦꯁꯟꯁꯤꯡꯒꯤ ꯍꯤꯔꯝ ꯈꯨꯗꯤꯡꯃꯛꯇꯥ ꯇꯨꯡ ꯀꯣꯏꯅꯥ ꯆꯠꯀꯗꯕꯥ ꯊꯧꯑꯣꯡꯁꯤꯡ ꯌꯥꯎꯕꯥ ꯑꯣꯔꯒꯅꯥꯏꯖꯦꯁꯟ ꯑꯃꯒꯤ ꯈꯨꯗꯝ ꯑꯃꯅꯤ꯫ꯏꯪ ꯁꯣꯛ ꯂꯤꯁꯤꯡꯑꯅꯤ ꯃꯥꯄꯟꯗꯥ ꯂꯤꯡꯈꯠꯈꯤꯕꯥ ꯀꯝꯄꯦꯅꯤ ꯑꯁꯤꯅꯥ ꯕꯤꯖꯤꯅꯦꯁꯁꯤꯡ ꯑꯃꯁꯨꯡ ꯌꯨꯝꯊꯣꯡꯁꯤꯡꯗꯥ ꯏꯀꯣ-ꯐ꯭ꯔꯦꯟꯗꯂꯤ ꯁꯣꯂꯨꯁꯅꯁꯤꯡ ꯄꯤꯅꯕꯥ ꯋꯥꯁꯛꯂꯤ꯫ ꯒ꯭ꯔꯤꯟ ꯁꯣꯂꯨꯁꯟ ꯏꯟꯀꯅꯥ ꯀꯥꯔꯕꯣꯟ ꯐꯨꯠꯄ꯭ꯔꯤꯟꯇ ꯍꯟꯊꯍꯟꯅꯕꯥ ꯑꯃꯁꯨꯡ ꯃꯁꯤꯒꯤ ꯄꯣꯠꯊꯣꯛꯁꯤꯡ ꯑꯃꯁꯨꯡ ꯁꯔꯕꯤꯁꯁꯤꯡꯒꯤ ꯈꯨꯠꯊꯥꯡꯗꯥ ꯈꯛꯇꯥ ꯅꯠꯇꯅꯥ ꯃꯁꯤꯒꯤ ꯃꯅꯨꯡꯒꯤ ꯑꯣꯏꯕꯥ ꯊꯧꯑꯣꯡꯁꯤꯡꯒꯤ ꯈꯨꯠꯊꯥꯡꯗꯥ ꯁꯁ꯭ꯇꯦꯅꯦꯕꯤꯂꯤꯇꯤ ꯄ꯭ꯔꯃꯣꯠ ꯇꯧꯅꯕꯥ ꯄꯥꯟꯗꯝ ꯊꯝꯂꯤ꯫ ꯒ꯭ꯔꯤꯟ ꯁꯣꯂꯨꯁꯟ ꯏꯟꯀꯅꯥ ꯅꯨꯃꯤꯠ ꯈꯨꯗꯤꯡꯒꯤ ꯊꯕꯛ ꯊꯧꯔꯝꯁꯤꯡꯗꯥ ꯌꯥꯎꯔꯤꯕꯥ ꯇꯨꯡ ꯀꯣꯏꯅꯥ ꯆꯠꯀꯗꯕꯥ ꯊꯧꯑꯣꯡꯁꯤꯡꯒꯤ ꯃꯅꯨꯡꯗꯥ ꯑꯃꯗꯤ ꯔꯤꯅ꯭ꯌꯨꯑꯦꯕꯜ ꯏꯅꯔꯖꯤ ꯁꯤꯖꯤꯟꯅꯕꯅꯤ꯫ ꯀꯝꯄꯦꯅꯤ ꯑꯁꯤꯒꯤ ꯑꯣꯐꯤꯁꯁꯤꯡ ꯑꯃꯁꯨꯡ ꯐꯦꯁꯤꯂꯤꯇꯤꯁꯤꯡ ꯑꯁꯤ ꯁꯣꯂꯔ ꯑꯃꯁꯨꯡ ꯅꯨꯡꯁꯤꯠꯀꯤ ꯏꯅꯔꯖꯤꯅꯥ ꯃꯄꯨꯡ ꯐꯥꯅꯥ ꯄꯥꯋꯔ ꯇꯧꯏ, ꯃꯁꯤꯅꯥ ꯅꯟ-ꯔꯤꯅ꯭ꯌꯨꯑꯦꯕꯜ ꯏꯅꯔꯖꯤꯒꯤ ꯁꯣꯔꯁꯁꯤꯡꯗꯥ ꯃꯈꯥ ꯄꯣꯟꯕꯥ ꯍꯟꯊꯍꯜꯂꯤ꯫ ꯀꯝꯄꯦꯅꯤ ꯑꯁꯤꯅꯥ ꯏꯅꯔꯖꯤ ꯁꯦꯚꯤꯡ ꯑꯦꯄ꯭ꯂꯥꯏꯑꯦꯟꯁꯁꯤꯡ, ꯂꯥꯏꯠ ꯏꯃꯤꯠꯇꯤꯡ ꯗꯥꯏꯑꯣꯠ ꯃꯁꯤꯒꯤ ꯃꯊꯛꯇꯥ, ꯒ꯭ꯔꯤꯟ ꯁꯣꯂꯨꯁꯟ ꯏꯟꯀꯅꯥ ꯑꯀꯟꯕꯥ ꯔꯤꯁꯥꯏꯀꯜ ꯇꯧꯕꯒꯤ ꯄꯣꯂꯤꯁꯤ ꯑꯃꯥ ꯂꯩꯔꯤ ꯃꯗꯨꯗꯤ ꯄꯦꯄꯔ, ꯄ꯭ꯂꯥꯁꯇꯤꯛ ꯑꯃꯁꯨꯡ ꯏꯂꯦꯛꯇ꯭ꯔꯣꯅꯤꯛ ꯑꯥꯏꯇꯦꯝꯁꯤꯡ ꯌꯥꯎꯅꯥ ꯑꯃꯣꯠꯄꯥ ꯃꯆꯥꯛ ꯄꯨꯝꯅꯃꯛ ꯃꯑꯣꯡ ꯆꯨꯝꯅꯥ ꯌꯦꯟꯊꯣꯛꯄꯥ ꯑꯃꯁꯨꯡ ꯑꯃꯨꯛ ꯍꯟꯅꯥ ꯁꯤꯖꯤꯟꯅꯕꯥ ꯎꯕꯥ ꯐꯪꯏ꯫ ꯀꯝꯄꯦꯅꯤ ꯑꯁꯤꯅꯥ ꯇꯨꯡ ꯀꯣꯏꯅꯥ ꯆꯠꯀꯗꯕꯥ ꯁꯣꯔꯁꯁꯤꯡ ꯄ꯭ꯔꯦꯛꯇꯤꯁꯁꯤꯡꯁꯨ ꯂꯧꯈꯠꯂꯤ, ꯃꯁꯤꯅꯥ ꯃꯆꯥꯛ ꯑꯃꯁꯨꯡ ꯁꯄ꯭ꯂꯥꯏ ꯄꯨꯝꯅꯃꯛ ꯑꯀꯣꯏꯕꯒꯤ ꯐꯤꯕꯝꯒꯤ ꯗꯥꯎꯠ ꯂꯩꯕꯥ ꯁꯣꯔꯁꯁꯤꯡꯗꯒꯤ ꯐꯪꯍꯟꯕꯥ ꯉꯝꯍꯜꯂꯤ꯫ ꯑꯇꯣꯞꯄꯥ ꯃꯔꯨꯑꯣꯏꯕꯥ ꯇꯨꯡ ꯀꯣꯏꯅꯥ ꯆꯠꯀꯗꯕꯥ ꯊꯧꯑꯣꯡ ꯑꯃꯗꯤ ꯀꯝꯄꯦꯅꯤ ꯑꯁꯤꯅꯥ ꯒ꯭ꯔꯤꯟ ꯇ꯭ꯔꯥꯟꯁꯄꯣꯔꯇꯦꯁꯅꯒꯤ ꯈꯨꯠꯊꯥꯡꯗꯥ ꯀꯥꯔꯕꯣꯟ ꯐꯨꯠꯄ꯭ꯔꯤꯟꯇ ꯍꯟꯊꯍꯟꯅꯕꯥ ꯀꯠꯊꯣꯛꯄꯥ ꯑꯁꯤꯅꯤ꯫ ꯒ꯭ꯔꯤꯟ ꯁꯣꯂꯨꯁꯟ ꯏꯟꯀꯅꯥ ꯃꯁꯤꯒꯤ ꯏꯝꯄ꯭ꯂꯣꯌꯤꯁꯤꯡꯗꯥ ꯃꯤꯌꯥꯝꯒꯤ ꯆꯠꯊꯣꯛ-ꯆꯠꯁꯤꯟ, ꯕꯥꯏꯛ ꯑꯃꯁꯨꯡ ꯀꯥꯔꯄꯨꯂꯤꯡ ꯁꯤꯖꯤꯟꯅꯗꯨꯅꯥ ꯏꯃꯤꯁꯟ ꯍꯟꯊꯍꯟꯅꯕꯥ ꯄꯨꯛꯅꯤꯡ ꯊꯧꯒꯠꯂꯤ꯫ ꯕꯤꯖꯤꯅꯦꯁ ꯇ꯭ꯔꯥꯚꯦꯜꯒꯤ ꯑꯣꯏꯅꯗꯤ ꯀꯝꯄꯦꯅꯤ ꯑꯁꯤꯅꯥ ꯂꯣ-ꯏꯃꯤꯁꯟ ꯑꯃꯁꯨꯡ ꯁꯁ꯭ꯇꯦꯅꯦꯕꯜ ꯇ꯭ꯔꯥꯚꯦꯜ ꯑꯣꯞꯁꯟꯁꯤꯡꯗꯥ ꯃꯔꯨ ꯑꯣꯏꯕꯥ ꯄꯤꯔꯤ꯫ ꯑꯄꯨꯟꯕꯥ ꯑꯣꯏꯅꯥ, ꯒ꯭ꯔꯤꯟ ꯁꯣꯂꯨꯁꯟ ꯏꯟꯀ ꯑꯁꯤ ꯃꯁꯤꯒꯤ ꯑꯣꯄꯔꯦꯁꯟꯁꯤꯡꯗꯥ ꯇꯨꯡ ꯀꯣꯏꯅꯥ ꯆꯠꯀꯗꯕꯥ ꯊꯧꯑꯣꯡꯁꯤꯡ ꯌꯥꯎꯕꯥ ꯃꯣꯔꯗꯟ ꯑꯣꯔꯒꯅꯥꯏꯖꯦꯁꯟ ꯑꯃꯒꯤ ꯑꯐꯕꯥ ꯈꯨꯗꯝ ꯑꯃꯅꯤ꯫ ꯁꯁ꯭ꯇꯦꯅꯦꯕꯤꯂꯤꯇꯤ ꯌꯣꯛꯈꯠꯅꯕꯥ ꯀꯠꯊꯣꯛꯄꯒꯤ ꯈꯨꯠꯊꯥꯡꯗꯥ ꯀꯝꯄꯦꯅꯤ ꯑꯁꯤꯅꯥ ꯏꯀꯣ-ꯐ꯭ꯔꯦꯟꯗꯂꯤ ꯃꯨꯕꯃꯦꯟꯇꯇꯥ ꯂꯨꯆꯤꯡꯕꯥ ꯑꯃꯥ ꯑꯣꯏꯅꯥ ꯑꯃꯁꯨꯡ ꯑꯇꯣꯞꯄꯥ ꯑꯣꯔꯒꯅꯥꯏꯖꯦꯁꯅꯁꯤꯡꯅꯥ ꯇꯨꯡ ꯏꯟꯅꯕꯥ ꯔꯣꯜ ꯃꯣꯗꯦꯜ ꯑꯃꯥ ꯑꯣꯏꯅꯥ ꯂꯤꯡꯈꯠꯂꯦ꯫